ꯑꯗꯣꯝꯒꯤ ꯋꯥꯈꯜꯂꯣꯟꯁꯤꯡ ꯑꯗꯨ ꯌꯧꯍꯟꯕꯤꯕꯒꯤꯗꯃꯛ ꯑꯃꯁꯨꯡ ꯑꯩꯈꯣꯏꯗ ꯈꯪꯍꯟꯕꯤꯕꯒꯤꯗꯃꯛ ꯊꯥꯒꯠꯆꯔꯤ꯫ ꯑꯩꯈꯣꯏꯒꯤ ꯇꯤꯝꯅ ꯍꯥꯟꯅꯗꯒꯤ ꯑꯗꯣꯝꯒꯤ ꯋꯥꯀꯠ ꯑꯗꯨ ꯌꯦꯡꯁꯤꯜꯂꯤꯕ ꯑꯁꯤꯗ ꯑꯩꯍꯥꯛ ꯅꯨꯡꯉꯥꯏꯕ ꯐꯥꯎꯏ ꯑꯃꯁꯨꯡ ꯃꯇꯝ ꯆꯥꯅ ꯑꯗꯣꯝꯗ ꯑꯞꯗꯦꯠ ꯑꯃ ꯄꯤꯒꯅꯤ꯫ ꯀꯔꯤꯒꯨꯝꯕ ꯑꯩꯅ ꯑꯗꯣꯝꯗ ꯃꯇꯦꯡ ꯄꯥꯡꯕ ꯌꯥꯕ ꯑꯇꯣꯞꯄ ꯋꯥꯐꯝ ꯑꯃ ꯂꯩꯔꯕꯗꯤ ꯑꯩꯍꯥꯛꯇ ꯈꯪꯍꯟꯕꯤꯌꯨ꯫ ꯑꯗꯣꯝꯒꯤ ꯑꯁꯥꯎꯕ ꯑꯃꯁꯨꯡ ꯂꯧꯁꯤꯡ ꯑꯗꯨ ꯑꯩꯈꯣꯏꯅ ꯊꯥꯒꯠꯆꯔꯤ꯫ ꯄꯤꯔꯤꯕ ꯁꯤꯅꯥꯔꯤꯑꯣ ꯑꯗꯨꯗ ꯌꯨꯝꯐꯝ ꯑꯣꯏꯗꯨꯅ ꯋꯥꯔꯤ ꯁꯥꯟꯅꯕ ꯂꯥꯏꯟ ꯂꯥꯏꯟ ꯃꯉꯥ ꯏꯕꯤꯌꯨ꯫ ꯀꯦꯐꯦ ꯑꯃꯗ ꯃꯔꯨꯞ ꯑꯅꯤꯅ ꯊꯦꯡꯅꯔꯛꯄꯥ- ꯃꯔꯨꯞ ꯑꯃ: ꯍꯥꯏ, ꯀꯨꯏꯔꯦ ꯎꯗꯕ! ꯀꯃꯥꯏ ꯀꯃꯥꯏ ꯂꯦꯜꯂꯤꯒꯦ? ꯃꯔꯨꯞ ꯑꯅꯤ: ꯅꯨꯡꯉꯥꯏꯔꯤꯌꯦ, ꯊꯋꯥꯏ ꯌꯥꯎꯔꯤ ꯍꯥꯏꯗꯨꯅꯤ ꯍꯤꯡꯅꯕꯒꯤ ꯂꯥꯟꯐꯝꯗ ꯀꯟꯅ ꯆꯦꯜꯂꯤ ꯍꯥꯏꯗꯨꯅ ꯅꯪꯅꯁꯨ ꯍꯦꯟꯅ ꯈꯪꯉꯤꯗꯨꯅꯤ꯫ ꯃꯔꯨꯞ ꯑꯃ: ꯑꯣꯏ, ꯆꯨꯝꯃꯤ꯫ꯍꯧꯖꯤꯛꯇꯤ ꯀꯔꯤ ꯀꯔꯤ ꯍꯣꯠꯅꯔꯤꯕꯒꯦ? ꯃꯔꯨꯞ ꯑꯅꯤ: ꯑꯩ ꯍꯧꯖꯤꯛ ꯌꯨꯔꯣꯞꯀꯤ ꯈꯣꯡꯆꯠ ꯑꯃꯗꯒꯤ ꯍꯜꯂꯛꯄꯗ ꯉꯥꯏꯔꯤ꯫ ꯈꯣꯡꯆꯠ ꯑꯗꯨ ꯑꯉꯛꯄ ꯑꯣꯏꯈꯤ! ꯃꯔꯨꯞ ꯑꯃ: ꯈꯣꯡꯆꯠꯇꯨꯒꯤ ꯃꯇꯥꯡꯗ ꯄꯨꯝꯅꯃꯛ ꯑꯩꯉꯣꯟꯗ ꯍꯥꯏꯕꯤꯌꯨ꯫ ꯍꯛꯆꯥꯡ ꯐꯅ ꯂꯩꯅꯕ ꯇꯤꯞ ꯃꯉꯥ ꯄꯤꯌꯨ꯫ ꯃꯅꯥ-ꯃꯁꯤꯡ ꯑꯃꯁꯨꯡ ꯎꯍꯩ-ꯋꯥꯍꯩ ꯃꯔꯥꯡ ꯀꯥꯏꯅ ꯆꯥꯕ: ꯃꯅꯥ-ꯃꯁꯤꯡ ꯑꯃꯁꯨꯡ ꯎꯍꯩ-ꯋꯥꯍꯩꯁꯤꯡ ꯑꯁꯤ ꯍꯛꯁꯦꯜ ꯐꯕ ꯗꯥꯏꯠ ꯑꯃꯒꯤꯗꯃꯛꯇ ꯌꯥꯝꯅ ꯃꯔꯨꯑꯣꯏꯕ ꯇꯉꯥꯏꯐꯗꯕ ꯚꯤꯇꯥꯃꯤꯟꯁꯤꯡ, ꯃꯤꯅꯔꯦꯜꯁꯤꯡ ꯑꯃꯁꯨꯡ ꯐꯥꯏꯕꯔꯁꯤꯡꯅ ꯊꯜꯂꯕ ꯌꯥꯏ꯫ ꯍꯛꯁꯦꯜꯒꯤ ꯈ꯭ꯋꯥꯏꯗꯒꯤ ꯍꯦꯟꯅ ꯀꯥꯟꯅꯕ ꯐꯪꯅꯕꯒꯤꯗꯃꯛ ꯅꯍꯥꯛꯀꯤ ꯆꯥꯅꯕ ꯆꯤꯟꯖꯥꯛꯇ ꯃꯈꯜ ꯀꯌꯥꯒꯤ ꯃꯆꯨ ꯃꯆꯨꯒꯤ ꯄꯣꯠꯊꯣꯛꯁꯤꯡ ꯁꯣꯏꯗꯅ ꯌꯥꯎꯍꯟꯕꯤꯌꯨ꯫ ꯑꯄꯨꯟꯕ ꯆꯤꯟꯖꯥꯛꯁꯤꯡ ꯈꯟꯕꯤꯌꯨ: ꯃꯄꯨꯡꯐꯥꯕ ꯆꯤꯟꯖꯥꯛꯁꯤꯡ ꯍꯥꯏꯕꯗꯤ ꯈ꯭ꯋꯥꯏꯗꯒꯤ ꯅꯦꯝꯕ ꯄ꯭ꯔꯣꯁꯦꯁ ꯇꯧꯔꯕ ꯑꯃꯁꯨꯡ ꯌꯥꯔꯤꯕꯃꯈꯩ ꯃꯈꯣꯏꯒꯤ ꯃꯍꯧꯁꯥꯒꯤ ꯐꯤꯚꯝꯒ ꯅꯛꯅꯕ ꯆꯤꯟꯖꯥꯛꯁꯤꯡꯅꯤ꯫ ꯃꯈꯣꯏ ꯑꯁꯤ ꯃꯍꯧꯁꯥꯅ ꯅ꯭ꯌꯨꯇ꯭ꯔꯤꯑꯦꯟꯇ ꯌꯥꯝꯅ ꯌꯥꯎꯏ ꯑꯃꯁꯨꯡ ꯄ꯭ꯔꯣꯁꯦꯁ ꯇꯧꯔꯕ ꯆꯤꯟꯖꯥꯛꯁꯤꯡꯗꯒꯤ ꯍꯦꯟꯅ ꯑꯍꯦꯟꯕ ꯆꯤꯅꯤ, ꯐꯦꯠ ꯑꯃꯁꯨꯡ ꯑꯥꯔꯇꯤꯐꯤꯁꯤꯑꯦꯜ ꯏꯟꯒ꯭ꯔꯦꯗꯤꯌꯦꯟꯇꯁꯤꯡ ꯌꯥꯎꯗꯦ꯫ ꯅꯍꯥꯛꯀꯤ ꯄꯣꯔꯁꯟꯒꯤ ꯁꯥꯏꯖꯁꯤꯡ ꯌꯦꯡꯗꯦ: ꯆꯤꯟꯖꯥꯛ ꯑꯃꯍꯦꯛꯇꯕꯨ ꯍꯛꯁꯦꯜ ꯐꯕ ꯆꯤꯟꯖꯥꯛꯁꯤꯡ ꯐꯥꯎꯕ ꯌꯥꯝꯅ ꯆꯥꯕꯅ ꯃꯔꯝ ꯍꯦꯟꯒꯠꯂꯛꯄ ꯑꯃꯁꯨꯡ ꯑꯇꯩ ꯍꯛꯁꯦꯜꯒꯤ ꯋꯥꯐꯝꯁꯤꯡ ꯊꯣꯛꯍꯜꯂꯛꯄ ꯌꯥꯏ꯫ ꯅꯍꯥꯛꯀꯤ ꯄꯣꯔꯁꯟ ꯁꯥꯏꯖꯁꯤꯡ ꯑꯗꯨ ꯋꯥꯈꯜꯗ ꯊꯝꯃꯨ ꯑꯃꯁꯨꯡ ꯅꯍꯥꯛꯅ ꯊꯣꯡ-ꯊꯥꯛꯄꯒꯤ ꯃꯍꯨꯠꯇ ꯊꯛꯄ ꯐꯥꯎꯕ ꯆꯥꯅꯕ ꯍꯣꯠꯅꯧ꯫ ꯑꯍꯦꯟꯕ ꯆꯤꯅꯤꯁꯤꯡ ꯂꯤꯃꯤꯠ ꯇꯧꯕ: ꯑꯍꯦꯟꯕ ꯆꯤꯅꯤ ꯍꯥꯏꯕꯁꯤ ꯄ꯭ꯔꯣꯁꯦꯁꯤꯡ ꯅꯠꯇ꯭ꯔꯒ ꯁꯦꯝ-ꯁꯥꯕ ꯃꯇꯝꯗ ꯆꯤꯟꯖꯥꯛ ꯑꯃꯁꯨꯡ ꯊꯛꯅꯕꯁꯤꯡꯗ ꯍꯥꯞꯆꯤꯜꯂꯕ ꯆꯤꯅꯤꯁꯤꯡꯅꯤ꯫ ꯃꯈꯣꯏꯅ ꯑꯔꯨꯝꯕ ꯍꯦꯟꯒꯠꯂꯛꯄ, ꯏꯟꯐ꯭ꯂꯦꯃꯦꯁꯟ ꯑꯃꯁꯨꯡ ꯑꯇꯩ ꯍꯛꯁꯦꯜꯒꯤ ꯁꯃꯁ꯭ꯃꯥꯁꯤꯡꯗ ꯃꯇꯦꯡ ꯄꯥꯡꯕ ꯌꯥꯏ꯫ ꯑꯍꯦꯟꯕ ꯆꯤꯅꯤꯁꯤꯡ ꯌꯥꯝꯅ ꯌꯥꯎꯍꯟꯅꯕ ꯍꯣꯠꯅꯧ ꯑꯃꯁꯨꯡ ꯃꯅꯥ-ꯃꯁꯤꯡ ꯑꯃꯁꯨꯡ ꯁꯪꯒꯣꯝꯒꯨꯝꯕ ꯃꯍꯧꯁꯥꯒꯤ ꯑꯣꯏꯕ ꯃꯆꯤꯟꯖꯥꯛꯁꯤꯡꯒꯤ ꯁꯣꯔꯁꯁꯤꯡꯗ ꯃꯤꯠꯌꯦꯡ ꯊꯝꯃꯨ꯫ ꯍꯥꯏꯗ꯭ꯔꯦꯠ ꯑꯣꯏꯅ ꯂꯩꯌꯨ: ꯏꯁꯤꯡ ꯃꯔꯥꯡ ꯀꯥꯏꯅ ꯊꯛꯄ ꯑꯁꯤ ꯑꯄꯨꯟꯕ ꯍꯛꯁꯦꯜꯒꯤꯗꯃꯛ ꯃꯔꯨꯑꯣꯏ ꯑꯃꯁꯨꯡ ꯃꯁꯤꯅ ꯅꯍꯥꯛꯀꯤ ꯑꯦꯄꯦꯇꯥꯏꯠ ꯃꯦꯅꯦꯖ ꯇꯧꯕꯗ ꯑꯃꯁꯨꯡ ꯍꯛꯁꯦꯜ ꯐꯕ ꯗꯥꯏꯖꯦꯁꯟ ꯊꯝꯕꯗ ꯃꯇꯦꯡ ꯄꯥꯡꯏ꯫ ꯅꯣꯡꯃꯗ ꯌꯥꯝꯗ꯭ꯔꯕꯗ ꯏꯁꯤꯡ ꯒ꯭ꯂꯥꯁ ꯅꯤꯄꯥꯟ ꯊꯛꯅꯕ ꯄꯥꯟꯗꯝ ꯊꯝꯃꯨ ꯑꯃꯁꯨꯡ ꯅꯍꯥꯛꯅ ꯆꯤꯅꯤ ꯅꯠꯇ꯭ꯔꯒ ꯀꯦꯐꯤꯟ ꯌꯥꯎꯕ ꯊꯛꯅꯕ ꯏꯁꯤꯡ ꯌꯥꯝꯅ ꯊꯛꯎ꯫